ꯃꯈꯥꯗ ꯄꯤꯔꯤꯕ ꯄ꯭ꯔꯤꯃꯤꯖꯝ ꯑꯃꯁꯨꯡ ꯀꯟꯇꯦꯛꯁ ꯑꯁꯤ ꯄꯤꯔꯒ ꯋꯥꯔꯤ ꯑꯃ ꯑꯣꯇꯣꯃꯦꯇꯤꯛ ꯑꯣꯏꯅ ꯖꯦꯅꯦꯔꯦꯠ ꯇꯧꯕ꯫ ꯄ꯭ꯔꯤꯃꯤꯖꯝ: ꯂꯥꯞꯅ ꯂꯩꯕ ꯇꯨꯡꯗ, ꯃꯔꯥꯜ ꯂꯩꯔꯕ ꯁꯥꯏꯟꯇꯤꯁꯠ ꯑꯃꯅ ꯃꯤꯑꯣꯏꯕꯅ ꯃꯇꯝꯒꯤ ꯃꯇꯨꯡ ꯏꯟꯅ ꯆꯠꯄ ꯌꯥꯍꯟꯒꯗꯕ ꯈꯨꯠꯂꯥꯏ ꯑꯃ ꯁꯦꯝꯃꯤ꯫ ꯀꯟꯇꯦꯛꯁ: ꯄ꯭ꯔꯣꯇꯣꯒꯣꯅꯤꯁꯇ ꯖꯣꯟ ꯑꯁꯤ ꯁꯥꯏꯟꯇꯤꯁꯠ ꯑꯁꯤꯒꯤ ꯏꯟꯚꯦꯟꯁꯟꯒꯤ ꯃꯇꯥꯡꯗ ꯑꯆꯨꯝꯕ ꯑꯗꯨ ꯈꯪꯗꯣꯛꯅꯕ ꯊꯧꯗꯥꯡ ꯂꯧꯈꯤꯕ ꯑꯟꯗꯔꯛꯚꯥꯔ ꯒꯕꯔꯅꯃꯦꯟꯇ ꯑꯦꯖꯦꯟꯇ ꯑꯃꯅꯤ꯫ ꯖꯣꯟ ꯑꯁꯤ ꯑꯦꯛꯁꯄꯔꯤꯌꯦꯟꯁ ꯂꯩꯕ ꯑꯦꯖꯦꯟꯇ ꯑꯃꯅꯤ, ꯃꯍꯥꯛꯅ ꯆꯍꯤ ꯇꯔꯥꯒꯤ ꯈꯨꯖꯤꯡ ꯑꯃ ꯍꯦꯟꯅ ꯁꯔꯀꯥꯔꯗ ꯊꯕꯛ ꯇꯧꯈꯤ꯫ ꯑꯗꯨꯅ ꯃꯇꯝ ꯀꯨꯏꯅ ꯆꯠꯀꯗꯕ ꯈꯨꯠꯂꯥꯏ ꯑꯃ ꯁꯦꯝꯈꯤ ꯍꯥꯏꯅ ꯂꯥꯎꯊꯣꯛꯄ ꯃꯔꯥꯜ ꯂꯩꯔꯕ ꯁꯥꯏꯟꯇꯤꯁꯠ ꯑꯃꯒꯤ ꯃꯇꯥꯡꯗ ꯊꯤꯖꯤꯟꯅꯕ ꯁꯤꯟꯅꯔꯛꯄ ꯃꯇꯝꯗ ꯃꯍꯥꯛꯅ ꯁꯤꯡꯅꯕ ꯑꯁꯤ ꯂꯧꯅꯕ ꯍꯦꯟꯅ ꯁꯦꯝ ꯁꯥꯈꯤ꯫ ꯖꯣꯟꯗ ꯃꯁꯥꯃꯛ ꯁꯥꯏꯟꯇꯤꯁꯠ ꯑꯃ ꯑꯣꯏꯅ ꯄꯣꯖ ꯇꯧꯈꯤ, ꯑꯔꯥꯟꯕ ꯑꯥꯏꯗꯦꯟꯇꯤꯇꯤ ꯑꯃ ꯁꯤꯖꯤꯟꯅꯗꯨꯅ ꯃꯔꯥꯜ ꯂꯩꯔꯕ ꯁꯥꯏꯟꯇꯤꯁꯠ ꯑꯗꯨꯒꯤ ꯃꯅꯨꯡꯒꯤ ꯁꯔꯀꯂꯗ ꯆꯪꯁꯤꯟꯈꯤ꯫ ꯑꯔꯣꯏꯕꯗ ꯃꯍꯥꯛꯅ ꯗꯤꯚꯥꯏꯁ ꯑꯗꯨ ꯃꯁꯥꯅ ꯎꯕꯒꯤ ꯈꯨꯗꯣꯡꯆꯥꯕ ꯑꯃ ꯐꯪꯈꯤꯕ ꯑꯗꯨ ꯃꯇꯝ ꯈꯔꯒꯤ ꯋꯥꯐꯝ ꯑꯣꯏꯈꯤ꯫ ꯃꯁꯤ ꯃꯍꯥꯛꯅ ꯃꯃꯥꯡꯗ ꯎꯈꯤꯕ ꯑꯃꯠꯇꯒ ꯃꯥꯟꯅꯗꯕ ꯑꯃꯅꯤ- ꯁꯦꯡꯂꯕ ꯑꯃꯁꯨꯡ ꯇꯨꯡꯒꯤ ꯑꯣꯏꯕ, ꯁꯥꯏ-ꯐꯥꯏ ꯃꯨꯚꯤ ꯑꯃꯗꯒꯤ ꯊꯣꯔꯛꯄ ꯌꯥꯕ ꯕꯇꯟ ꯑꯃꯁꯨꯡ ꯂꯤꯚꯔꯁꯤꯡꯒ ꯂꯣꯏꯅꯅꯥ꯫ ꯃꯔꯥꯜ ꯂꯩꯔꯕꯥ ꯁꯥꯏꯟꯇꯤꯁꯠ ꯑꯗꯨꯅ ꯗꯤꯚꯥꯏꯁ ꯑꯁꯤꯒꯤ ꯇꯧꯕ ꯉꯝꯕꯁꯤꯡ ꯑꯗꯨ ꯎꯠꯄ ꯃꯇꯝꯗ ꯃꯍꯥꯛꯅ ꯌꯥꯝꯅ ꯉꯛꯅ ꯌꯦꯡꯈꯤ꯫ ꯃꯍꯥꯛ ꯌꯣꯍꯥꯟꯒꯤ ꯃꯤꯠꯌꯦꯡꯒꯤ ꯃꯃꯥꯡꯗ ꯃꯇꯝꯒꯤ ꯃꯇꯨꯡ ꯏꯟꯅ ꯆꯠꯈꯤ, ꯃꯤꯅꯤꯠ ꯑꯃꯒꯤ ꯃꯇꯨꯡꯗ ꯍꯧꯖꯤꯛ ꯃꯇꯝ ꯑꯁꯤꯗ ꯐꯪꯗꯕ ꯑꯔꯤꯕ ꯄꯣꯠꯁꯛ ꯑꯃꯒ ꯂꯣꯏꯅꯅ ꯊꯣꯔꯛꯈꯤ꯫ ꯖꯣꯖꯣꯅ ꯃꯍꯥꯛꯀꯤ ꯃꯊꯛꯇ ꯂꯩꯕ ꯃꯤꯑꯣꯏꯁꯤꯡꯗ ꯔꯤꯄꯣꯔꯠ ꯇꯧꯔꯛꯄ ꯇꯥꯏ ꯍꯥꯏꯕ ꯈꯪꯂꯝꯏ ꯑꯗꯨꯕꯨ ꯗꯤꯚꯥꯏꯁ ꯑꯗꯨꯒꯤ ꯃꯇꯥꯡꯗ ꯀꯔꯤꯒꯨꯝꯕ ꯈꯔꯥ ꯃꯍꯥꯛꯄꯨ ꯁꯣꯛꯍꯜꯂꯤ꯫ ꯃꯁꯤꯒꯤ ꯏꯟꯚꯦꯟꯁꯟ ꯑꯁꯤꯅ ꯃꯤꯑꯣꯏꯕꯒꯤ ꯄꯨꯋꯥꯔꯤꯒꯤ ꯈꯣꯡꯆꯠ ꯑꯁꯤ ꯍꯣꯡꯗꯣꯛꯄ ꯉꯝꯒꯅꯤ ꯍꯥꯏꯕꯒꯤ ꯋꯥꯈꯜꯂꯣꯟ ꯑꯗꯨ ꯃꯍꯥꯛꯅ ꯂꯧꯊꯣꯛꯄ ꯉꯝꯈꯤꯗꯦ꯫ ꯃꯁꯤ ꯑꯔꯥꯟꯕ ꯈꯨꯠꯇ ꯊꯥꯖꯕ ꯌꯥꯗꯕ ꯈꯨꯗꯣꯡꯊꯤꯅꯤꯡꯉꯥꯏ ꯑꯣꯏꯕꯁꯨ ꯌꯥꯏ꯫ ꯖꯣꯟꯗ ꯃꯍꯥꯛꯀꯤ ꯋꯥꯔꯦꯞ ꯂꯧꯈꯤ- ꯃꯍꯥꯛꯅ ꯃꯈꯥ ꯇꯥꯅ ꯑꯟꯗꯔꯀꯚꯥꯔ ꯑꯣꯏꯅ ꯂꯩꯒꯅꯤ, ꯌꯥꯔꯤꯕꯃꯈꯩ ꯏꯟꯐꯣꯔꯃꯦꯁꯟ ꯈꯣꯝꯖꯤꯟꯒꯅꯤ, ꯑꯃꯁꯨꯡ ꯃꯇꯝ ꯆꯠꯄꯒꯤ ꯈꯨꯠꯂꯥꯏ ꯑꯁꯤꯒꯤ ꯑꯣꯏꯊꯣꯛꯄ ꯌꯥꯕ ꯈꯨꯗꯣꯡꯊꯤꯕꯁꯤꯡꯒꯤ ꯃꯇꯥꯡꯗ ꯁꯔꯀꯥꯔꯗ ꯔꯤꯄꯣꯔꯠ ꯇꯧꯒꯅꯤ꯫ ꯃꯁꯤ ꯐꯖꯅ ꯇꯧꯕ ꯊꯕꯛ ꯑꯃ ꯑꯣꯏꯔꯣꯏ, ꯑꯗꯨꯕꯨ ꯌꯣꯍꯥꯟꯅ ꯃꯁꯤꯕꯨ ꯌꯦꯡꯁꯤꯟꯅꯕ ꯋꯥꯔꯦꯞ ꯂꯧꯈꯤ꯫ ꯃꯍꯥꯛꯅ ꯃꯔꯥꯜ ꯂꯩꯔꯕ ꯁꯥꯏꯟꯇꯤꯁꯠ ꯑꯗꯨꯒ ꯊꯕꯛ ꯇꯧꯃꯤꯟꯅꯔꯛꯄ ꯃꯇꯝꯗ, ꯖꯣꯟꯗ ꯃꯈꯣꯏꯅ ꯃꯇꯝꯒꯤ ꯃꯇꯨꯡ ꯏꯟꯅ ꯆꯠꯅꯕ ꯈꯨꯠꯂꯥꯏ ꯑꯗꯨ ꯁꯤꯖꯤꯟꯅꯔꯛꯄ ꯈꯨꯗꯤꯡꯗ ꯅꯨꯡꯉꯥꯏꯕꯒꯤ ꯋꯥꯈꯜꯂꯣꯟ ꯑꯃ ꯐꯥꯎꯔꯛꯄꯥ ꯉꯝꯈꯤꯗꯦ꯫ ꯃꯍꯥꯛꯅ ꯈꯪꯂꯃꯏ ꯃꯗꯨꯗꯤ ꯃꯍꯥꯛꯅ ꯇꯁꯦꯡꯅ ꯊꯥꯖꯕ ꯌꯥꯗꯕ ꯋꯥꯐꯝ ꯑꯃ ꯎꯕ ꯐꯪꯂꯤ- ꯃꯥꯂꯦꯝ ꯑꯁꯤꯕꯨ ꯃꯇꯝ ꯆꯨꯞꯄꯒꯤ ꯑꯣꯏꯅ ꯍꯣꯡꯗꯣꯛꯄ ꯉꯝꯕ ꯕ꯭ꯔꯦꯛꯊ꯭ꯔꯣ ꯑꯃꯅꯤ꯫ ꯑꯗꯨꯕꯨ ꯃꯍꯥꯛꯅ ꯁꯥꯏꯟꯇꯤꯁꯠ ꯑꯗꯨꯒꯤ ꯊꯕꯛꯇ ꯍꯦꯟꯅ ꯂꯨꯝꯅ ꯂꯧꯁꯤꯜꯂꯛꯄꯒ ꯂꯣꯏꯅꯅꯥ ꯖꯣꯟꯗ ꯏꯟꯚꯦꯟꯁꯟ ꯑꯁꯤꯒꯤ ꯑꯃꯝꯕ ꯃꯐꯝ ꯑꯃ ꯎꯕ ꯍꯧꯔꯛꯈꯤ꯫ ꯂꯥꯟꯅ ꯁꯤꯖꯤꯟꯅꯕꯒꯤ ꯄꯣꯇꯦꯟꯁꯤꯌꯦꯜ ꯑꯁꯤ ꯌꯥꯝꯅ ꯆꯥꯎꯏ, ꯑꯃꯁꯨꯡ ꯃꯍꯥꯛꯅ ꯈꯪꯂꯝꯈꯤ ꯃꯗꯨꯗꯤ ꯑꯔꯥꯟꯕ ꯃꯤꯑꯣꯏꯁꯤꯡꯅ ꯃꯁꯤꯗ ꯃꯈꯣꯏꯒꯤ ꯈꯨꯠ ꯊꯥꯔꯛꯄ ꯑꯁꯤ ꯃꯇꯝ ꯈꯔꯒꯤ ꯋꯥꯐꯝꯅꯤ꯫ ꯖꯣꯟꯗ ꯗꯤꯚꯥꯏꯁ ꯑꯁꯤꯕꯨ ꯁꯦꯕꯣꯇꯦꯖ ꯇꯧꯕꯒꯤ ꯑꯔꯨꯕ ꯋꯥꯔꯦꯞ ꯑꯗꯨ ꯂꯧꯈꯤ, ꯃꯗꯨ ꯃꯁꯥꯅ ꯃꯁꯥꯕꯨ ꯃꯥꯡꯍꯟ ꯇꯥꯛꯍꯟꯕ ꯁꯤꯛꯕꯦꯟꯁ ꯑꯃꯗ ꯊꯥꯈꯤ꯫ ꯃꯦꯁꯤꯟ ꯑꯗꯨ ꯂꯥꯈ ꯑꯃ ꯑꯣꯏꯅ ꯄꯣꯠ ꯄꯨꯊꯣꯛ ꯄꯨꯁꯤꯟ ꯇꯧꯕ ꯎꯕꯗ ꯃꯍꯥꯛꯅ ꯑꯆꯨꯝꯕ ꯋꯥꯔꯦꯞ ꯑꯃ ꯂꯧꯈꯤ ꯍꯥꯏꯕ ꯈꯪꯈꯤ꯫ ꯔꯤꯁꯛꯁꯤꯡ ꯑꯗꯨ ꯌꯥꯝꯅ ꯆꯥꯎꯈꯤ꯫ ꯑꯔꯣꯏꯕꯗ ꯌꯣꯍꯥꯟꯒꯤ ꯃꯤꯁꯟ ꯑꯗꯨ ꯃꯥꯏꯄꯥꯛꯈꯤ꯫ ꯁꯔꯀꯥꯔꯅ ꯃꯍꯥꯛꯄꯨ ꯄꯣꯇꯦꯟꯁꯤꯌꯦꯜ ꯗꯤꯖꯥꯁꯇꯔ ꯑꯃ ꯊꯤꯡꯕꯒꯤꯗꯃꯛ ꯍꯤꯔꯣ ꯑꯃ ꯑꯣꯏꯅ ꯊꯥꯒꯠꯈꯤ꯫ ꯌꯣꯍꯥꯟꯒꯤ ꯃꯇꯥꯡꯗ ꯍꯥꯏꯔꯒꯗꯤ, ꯃꯍꯥꯛꯅ ꯑꯣꯏꯊꯣꯛꯄ ꯌꯥꯕ ꯑꯗꯨꯒꯤ ꯐꯤꯚꯝ ꯑꯗꯨ ꯂꯧꯊꯣꯛꯄ ꯉꯝꯈꯤꯗꯦ꯫ ꯃꯍꯥꯛꯅ ꯇꯨꯡꯒꯤ ꯐꯤꯕꯝ ꯎꯈꯤ- ꯑꯃꯁꯨꯡ ꯃꯁꯤ ꯑꯉꯛꯄꯥ ꯑꯃꯁꯨꯡ ꯑꯀꯤꯕ ꯑꯅꯤꯃꯛ ꯑꯣꯏꯈꯤ꯫।